ꯃꯤꯌꯥꯝꯒꯤ ꯆꯠꯊꯣꯛ ꯆꯠꯁꯤꯟ ꯇꯧꯕꯒꯤ ꯃꯇꯥꯡꯗ ꯋꯥꯐꯝ ꯑꯃ ꯄꯤꯌꯨ꯫ ꯃꯤꯌꯥꯝꯒꯤ ꯆꯠꯊꯣꯛ-ꯆꯠꯁꯤꯟ ꯑꯁꯤ ꯑꯅꯧꯕ ꯁꯃꯥꯖ ꯑꯃꯍꯦꯛꯇꯒꯤ ꯃꯔꯨꯑꯣꯏꯕ ꯃꯁꯛ ꯑꯃꯅꯤ꯫ ꯃꯁꯤ ꯁꯍꯔ ꯑꯃꯒꯤ ꯃꯐꯝ ꯄꯨꯝꯅꯃꯛꯇ ꯃꯤꯑꯣꯏ ꯃꯁꯤꯡ ꯌꯥꯝꯅ ꯆꯠꯊꯣꯛ-ꯆꯠꯁꯤꯟ ꯇꯧꯅꯕꯒꯤ ꯌꯥꯝꯅ ꯆꯥꯎꯈꯠꯑꯣꯏ ꯆꯥꯎꯈꯠꯄ ꯑꯣꯏꯕ ꯃꯑꯣꯡ ꯑꯃꯅꯤ ꯃꯁꯤꯅ ꯀꯥꯔꯕꯣꯟ ꯐꯨꯠꯄ꯭ꯔꯤꯟꯇ ꯍꯟꯊꯍꯜꯂꯤ ꯑꯃꯁꯨꯡ ꯂꯝꯕꯤꯒꯤ ꯈꯨꯗꯣꯡꯆꯥꯗꯕ ꯍꯟꯊꯍꯜꯂꯤ꯫ ꯃꯤꯌꯥꯝꯒꯤ ꯆꯠꯊꯣꯛ-ꯆꯠꯁꯤꯟ ꯁꯤꯖꯤꯟꯅꯕꯒꯤ ꯃꯇꯥꯡꯗ ꯈꯟꯅꯒꯗꯕ ꯃꯔꯝ ꯀꯌꯥ ꯃꯈꯥꯗ ꯄꯤꯔꯤ꯫ ꯑꯍꯥꯟꯕꯗ ꯃꯤꯌꯥꯝꯒꯤ ꯆꯠꯊꯣꯛ-ꯆꯠꯁꯤꯟ ꯁꯤꯖꯤꯟꯅꯗꯨꯅ ꯃꯤꯑꯣꯏ ꯑꯃꯅ ꯃꯈꯣꯢꯒꯤ ꯀꯥꯔꯕꯣꯟ ꯊꯥꯗꯣꯛꯄ ꯍꯟꯊꯍꯟꯕ ꯉꯝꯃꯤ꯫ ꯀꯥꯔ ꯑꯃꯁꯨꯡ ꯇ꯭ꯔꯛꯁꯤꯡ ꯑꯁꯤ ꯁꯍꯔꯁꯤꯡꯗ ꯅꯨꯡꯁꯤꯠ ꯃꯣꯠꯍꯟꯕꯒꯤ ꯃꯀꯣꯛ ꯊꯣꯡꯕ ꯃꯑꯣꯡ ꯑꯃꯅꯤ ꯑꯃꯁꯨꯡ ꯃꯗꯨꯒꯤ ꯃꯍꯨꯠꯇꯥ ꯕꯁ, ꯇ꯭ꯔꯦꯟ ꯅꯠꯇ꯭ꯔꯒ ꯁꯕꯋꯦ ꯁꯤꯖꯤꯟꯅꯕꯅ ꯂꯝꯕꯤꯗ ꯃꯁꯥꯒꯤ ꯒꯥꯔꯤꯂꯩꯕꯁꯤꯡꯒꯤ ꯃꯁꯤꯡ ꯌꯥꯝꯅ ꯍꯟꯊꯍꯟꯕ ꯉꯝꯒꯅꯤ꯫ ꯑꯅꯤꯁꯨꯕꯗ ꯃꯤꯌꯥꯝꯒꯤ ꯆꯠꯊꯣꯛ-ꯆꯠꯁꯤꯟ ꯇꯧꯕꯅꯥ ꯇ꯭ꯔꯥꯐꯤꯛꯇ ꯆꯤꯟꯕ ꯍꯟꯊꯍꯜꯂꯤ꯫ ꯂꯝꯕꯤꯗꯥ ꯒꯥꯔꯤ ꯈꯔ ꯂꯩꯕꯅ ꯇ꯭ꯔꯥꯐꯤꯛ ꯖ꯭ꯌꯥꯝ ꯑꯃꯁꯨꯡ ꯂꯝꯕꯤꯗ ꯒꯔꯤ ꯈꯥꯝꯃꯒ ꯊꯝꯕꯒꯤ ꯆꯥꯡ ꯍꯟꯊꯔꯦ꯫ ꯃꯁꯤꯅꯥ ꯃꯤꯄꯨꯝ ꯈꯨꯗꯤꯡꯃꯛꯀꯤ ꯆꯠꯊꯣꯛ-ꯆꯠꯁꯤꯟꯒꯤ ꯃꯇꯝ ꯍꯟꯊꯍꯟꯕꯥ ꯌꯥꯏ ꯃꯁꯤꯒꯥ ꯂꯣꯢꯅꯅꯥ ꯂꯝꯕꯤꯒꯤ ꯁꯦꯐꯇꯤ ꯐꯒꯠꯍꯟꯕ ꯌꯥꯏ꯫ ꯑꯍꯨꯝꯁꯨꯕ ꯃꯤꯌꯥꯝꯒꯤ ꯆꯠꯊꯣꯛ-ꯆꯠꯁꯤꯟ ꯑꯁꯤ ꯑꯌꯥꯝꯕꯅ ꯃꯁꯥꯒꯤ ꯒꯔꯤ ꯑꯃ ꯂꯩꯕꯗꯒꯤ ꯍꯦꯟꯅ ꯁꯦꯟꯗꯣꯡ ꯂꯩ꯫ ꯒꯥꯔꯤ ꯑꯃ ꯑꯍꯟꯕ ꯑꯣꯏꯅꯥ ꯌꯣꯟꯕ ꯅꯠꯇꯅ ꯃꯇꯝꯒꯤ ꯃꯇꯨꯡ ꯏꯟꯅꯥ ꯊꯥꯎ ꯃꯦꯟꯇꯦꯅꯦꯟꯁ ꯑꯃꯁꯨꯡ ꯏꯟꯁꯨꯔꯦꯟꯁꯀꯤ ꯃꯃꯜ ꯑꯁꯤ ꯌꯥꯝꯅꯥ ꯍꯦꯟꯒꯠꯂꯛꯄ ꯌꯥꯏ꯫ ꯃꯁꯤꯒꯤ ꯑꯣꯟꯅ-ꯇꯩꯅꯕꯗ ꯕꯁ ꯅꯠꯇ꯭ꯔꯒ ꯇ꯭ꯔꯦꯟ ꯆꯦꯟꯕ ꯑꯁꯤ ꯑꯌꯥꯝꯕꯅ ꯌꯥꯝꯅ ꯍꯦꯟꯅ ꯁꯦꯟꯗꯣꯡ ꯂꯩꯕꯥ ꯌꯥꯏ ꯑꯣꯏ ꯃꯔꯨꯑꯣꯏꯅ ꯊꯥꯒꯤ ꯅꯠꯇ꯭ꯔꯒ ꯆꯍꯤꯒꯤ ꯑꯣꯏꯕꯥ ꯄꯥꯁꯁꯤꯡ ꯁꯤꯖꯤꯟꯅꯔꯛꯄ ꯃꯇꯝꯗ꯫ ꯑꯔꯣꯏꯕꯗ ꯃꯤꯌꯥꯝꯒꯤ ꯆꯠꯊꯣꯛ ꯆꯠꯁꯤꯟꯒꯤ ꯁꯤꯖꯤꯟꯅꯕꯅ ꯑꯋꯥꯕ ꯑꯁꯣꯏꯕꯒꯤ ꯆꯥꯡ ꯍꯟꯊꯍꯟꯕ ꯉꯝꯃꯤ꯫ ꯑꯀꯟꯕ ꯇ꯭ꯔꯥꯐꯤꯛꯇꯥ ꯒꯥꯔꯤ ꯊꯧꯕꯅ ꯋꯥꯈꯜ ꯅꯨꯡꯉꯥꯏꯇꯕ ꯊꯣꯛꯍꯟꯕ ꯌꯥꯏ ꯃꯗꯨꯅ ꯑꯋꯥꯡꯕ ꯊꯥꯛꯀꯤ ꯆꯔꯥꯡꯅꯕ ꯑꯃꯁꯨꯡ ꯋꯥꯈꯜ ꯅꯨꯡꯉꯥꯏꯇꯕ ꯊꯣꯛꯍꯜꯂꯤ꯫ ꯃꯤꯌꯥꯝꯒꯤ ꯆꯠꯊꯣꯛ-ꯆꯠꯁꯤꯟ ꯁꯤꯖꯤꯟꯅꯗꯨꯅ ꯆꯠꯊꯣꯛ-ꯆꯠꯁꯤꯟ ꯇꯧꯔꯤꯕ ꯃꯤꯑꯣꯏꯁꯤꯡꯅ ꯃꯈꯣꯢꯒꯤ ꯆꯠꯊꯣꯛ-ꯆꯠꯁꯤꯟ ꯑꯗꯨ ꯄꯥꯗꯨꯅ ꯏꯁꯩ ꯇꯥ ꯇꯥꯗꯨꯅ ꯅꯠꯇ꯭ꯔꯒ ꯁꯨꯞꯅꯒꯤ ꯅꯨꯡꯉꯥꯏꯅꯥ ꯂꯩꯕꯥ ꯌꯥꯏ꯫ ꯂꯣꯏꯁꯤꯜꯂꯛꯄꯗꯥ ꯃꯤꯌꯥꯝꯒꯤ ꯆꯠꯊꯣꯛ-ꯆꯠꯁꯤꯟ ꯇꯧꯕꯒꯤ ꯃꯇꯥꯡꯗꯥ ꯋꯥꯐꯝ ꯀꯌꯥ ꯂꯩꯔꯤ꯫ ꯃꯁꯤꯅꯥ ꯀꯥꯔꯕꯣꯟ ꯊꯥꯗꯣꯛꯄꯥ ꯍꯟꯊꯍꯜꯂꯤ ꯃꯤ ꯌꯥꯝꯅ ꯇꯤꯟꯕꯥ ꯍꯟꯊꯍꯜꯂꯤ ꯃꯤꯑꯣꯏ ꯑꯃꯒꯤ ꯁꯦꯟ ꯀꯟꯕꯥ ꯉꯝꯃꯤ ꯑꯃꯁꯨꯡ ꯆꯔꯥꯡꯅꯕ ꯋꯥꯈꯜ ꯋꯥꯕꯒꯤ ꯆꯥꯡ ꯍꯟꯊꯍꯟꯕꯥ ꯉꯝꯃꯤ꯫ ꯀꯥꯟꯅꯕ ꯄꯨꯝꯅꯃꯛ ꯑꯁꯤꯒꯥ ꯂꯣꯢꯅꯅꯥ ꯄꯕ꯭ꯂꯤꯛ ꯇ꯭ꯔꯥꯟꯁꯤꯠꯇꯥ ꯍꯣꯡꯗꯣꯛꯂꯛꯄꯥ ꯑꯁꯤ ꯁꯣꯏꯗꯅ ꯈꯟꯅꯕꯒꯤ ꯃꯊꯧ ꯇꯥꯏ꯫